ꯄꯤꯔꯤꯕ ꯄꯣꯠꯊꯣꯛ ꯑꯗꯨꯒꯤ ꯃꯁꯛꯁꯤꯡꯒꯤ ꯑꯀꯨꯞꯄ ꯃꯔꯣꯜ ꯑꯃꯥ ꯄꯤꯌꯨ꯫ ꯒꯨꯒꯜ ꯄꯤꯛꯁꯦꯜ ꯑꯍꯨꯝ ꯑꯁꯤ ꯒꯨꯒꯜꯅ ꯁꯦꯝꯒꯠꯄ ꯁ꯭ꯃꯥꯔꯇꯐꯣꯟ ꯑꯃꯅꯤ , ꯃꯁꯤ ꯂꯤꯁꯤꯡ ꯑꯅꯤ ꯇꯔꯥꯅꯤꯄꯥꯟꯒꯤ ꯑꯣꯛꯇꯣꯕꯔꯗꯥ ꯐꯣꯡꯈꯤꯕꯅꯤ꯫ ꯗꯤꯚꯥꯏꯁ ꯑꯁꯤꯒꯤ ꯈ꯭ꯋꯥꯏꯗꯒꯤ ꯊꯣꯏꯗꯣꯛꯄ ꯐꯤꯆꯔ ꯈꯔꯗꯤ ꯃꯈꯥꯗ ꯄꯤꯔꯤ, ꯗꯤꯁꯞꯂꯦ ꯄꯤꯛꯁꯦꯜ ꯑꯍꯨꯝꯗ ꯏꯟꯆꯤ ꯃꯉꯥ .ꯃꯉꯥꯒꯤ ꯐ꯭ꯂꯦꯛꯁꯤꯕꯜ ꯑꯣꯔꯒꯥꯟꯅꯤꯛ ꯂꯥꯏꯠ ꯏꯃꯤꯇꯤꯡ ꯗꯤꯑꯣꯠ, ꯃꯁꯤꯅ ꯏꯟꯆꯤ ꯑꯃꯥꯗ ꯄꯤꯛꯁꯦꯜ ꯆꯥꯝꯃꯔꯤꯒ ꯅꯤꯐꯨ ꯍꯨꯝꯗꯣꯏꯗꯥ ꯍꯟꯗꯣꯛꯏ꯫ ꯗꯤꯁꯞꯂꯦ ꯑꯁꯤꯅ ꯁꯄꯣꯔꯠ ꯇꯧꯏ ꯑꯃꯁꯨꯡ ꯀꯣꯔꯅꯤꯡ ꯒꯣꯔꯤꯂꯥ ꯒ꯭ꯂꯥꯁ ꯃꯉꯥꯅ ꯉꯥꯡꯊꯣꯛꯏ ꯀꯦꯃꯦꯔꯥ ꯁ꯭ꯃꯥꯔꯇꯐꯣꯟ ꯑꯁꯤꯅꯥ ꯗ꯭ꯌꯨꯑꯦꯜ-ꯄꯤꯛꯁꯦꯜ ꯑꯣꯇꯣꯐꯣꯀꯁ, ꯑꯣꯞꯇꯤꯀꯦꯜ ꯑꯃꯁꯨꯡ ꯏꯂꯦꯛꯠꯔꯣꯅꯤꯛ ꯏꯃꯦꯖ ꯁ꯭ꯇꯦꯕꯤꯂꯥꯏꯖꯦꯁꯟ, ꯑꯃꯁꯨꯡ ꯑꯦꯄꯔꯆꯔꯒꯥ ꯂꯣꯏꯅꯅꯥ ꯇꯔꯥꯅꯤꯊꯣꯏ.ꯑꯅꯤ ꯃꯦꯒꯥꯄꯤꯛꯁꯦꯜꯒꯤ ꯔꯤꯑꯦꯔ ꯀꯦꯃꯦꯔꯥ ꯌꯥꯎꯔꯤ꯫ ꯃꯃꯥꯡꯗꯥ ꯃꯁꯤꯗꯥ ꯅꯤꯄꯥꯟ ꯃꯦꯒꯥꯄꯤꯛꯁꯦꯜꯒꯤ ꯀꯦꯃꯦꯔꯥ ꯑꯅꯤ ꯂꯩ, ꯑꯃꯅꯥ ꯋꯥꯏꯗ ꯑꯦꯉ꯭ꯒꯜ ꯂꯦꯟꯁ ꯑꯃꯁꯨꯡ ꯑꯃꯅꯥ ꯇꯦꯂꯤꯐꯣꯇꯣ ꯂꯦꯟꯁ ꯂꯩ꯫ ꯗꯤꯚꯥꯏꯁ ꯑꯁꯤꯅꯥ ꯐꯣꯇꯣꯒ꯭ꯔꯥꯐꯤ ꯍꯦꯟꯅꯥ ꯐꯒꯠꯍꯟꯅꯕ ꯅꯥꯏꯠ ꯁꯥꯏꯠ, ꯇꯞ ꯁꯣꯠ, ꯑꯃꯁꯨꯡ ꯁꯨꯄꯥꯔ ꯔꯦꯁ ꯖꯨꯃꯒꯨꯝꯕ ꯐꯤꯆꯔꯁꯤꯡ ꯁꯄꯣꯔꯠ ꯇꯧꯏ꯫ ꯄ꯭ꯔꯣꯁꯦꯁꯔ ꯑꯃꯁꯨꯡ ꯃꯦꯃꯣꯔꯤ ꯄꯤꯛꯁꯦꯜ ꯑꯍꯨꯝ ꯑꯁꯤ ꯀ꯭ꯕꯥꯂꯀꯣꯃ ꯁ꯭ꯅꯦꯄꯗ꯭ꯔꯒꯟ ꯆꯥꯅꯤꯄꯥꯟꯒ ꯅꯤꯐꯨꯃꯉꯥ ꯄ꯭ꯔꯣꯁꯦꯁꯔꯅꯥ ꯃꯊꯧ ꯇꯧꯏ ꯑꯃꯁꯨꯡ ꯃꯁꯤꯗꯥ ꯃꯔꯤ ꯖꯤꯕꯤ ꯔꯦꯝ ꯌꯥꯎꯔꯤ꯫ ꯒꯨꯒꯜꯒꯤ ꯃꯇꯨꯡ ꯏꯟꯅꯥ ꯕꯦꯠꯇꯔꯤ ꯑꯁꯤ ꯁꯨꯞꯅꯒꯤ ꯃꯤꯅꯤꯠ ꯇꯔꯥꯃꯉꯥ ꯈꯛꯇꯃꯛ ꯆꯥꯔꯖ ꯇꯧꯗꯨꯅꯥ ꯄꯨꯡ ꯇꯔꯦꯠ ꯐꯥꯎꯕ ꯁꯤꯖꯤꯟꯅꯕ ꯌꯥꯏ꯫ ꯗꯤꯖꯥꯏꯟ: ꯁ꯭ꯃꯥꯔꯇꯐꯣꯟ ꯑꯁꯤꯗ ꯑꯦꯂꯨꯃꯤꯅꯤꯌꯝ ꯐ꯭ꯔꯦꯝ ꯑꯃꯁꯨꯡ ꯒ꯭ꯂꯥꯁ ꯕꯦꯛ ꯂꯩ꯫ ꯃꯁꯤ ꯃꯆꯨ ꯑꯍꯨꯝꯗ ꯐꯪꯏ ꯀ꯭ꯂꯤꯌꯥꯔꯂꯤ ꯍꯣꯏꯠ, ꯖꯁ꯭ꯠ ꯕ꯭ꯂꯦꯛ ꯑꯃꯁꯨꯡ ꯅꯠ ꯄꯤꯉ꯭ꯛ꯫ ꯃꯁꯤꯅ ꯒꯨꯒꯜ ꯑꯦꯁꯤꯁ꯭ꯇꯦꯟꯇꯁꯨ ꯁꯄꯣꯔꯠ ꯇꯧꯏ, ꯃꯁꯤ ꯗꯤꯚꯥꯏꯁꯀꯤ ꯃꯅꯥꯛꯇ ꯆꯦꯟꯊꯥꯔꯒ ꯅꯠꯠꯔꯒ ꯚꯣꯏꯁ ꯀꯃꯥꯟꯗ ꯁꯤꯖꯤꯟꯅꯗꯨꯅ ꯑꯦꯛꯇꯤꯝ ꯑꯣꯏꯕ ꯌꯥꯏ꯫ ꯊꯕꯛ ꯊꯥꯗꯣꯛꯄ ꯃꯤꯑꯣꯏ ꯑꯃꯥꯒꯤꯗꯃꯛ ꯋꯥꯈꯜ ꯈꯟꯅꯕꯒꯤ ꯈꯨꯗꯣꯜ ꯑꯃꯥ ꯄꯤꯌꯨ꯫ ꯊꯕꯛ ꯑꯃꯥ ꯊꯥꯗꯣꯛꯄꯥ ꯃꯤꯑꯣꯏ ꯑꯃꯥꯒꯤꯗꯃꯛ ꯋꯥꯈꯜ ꯈꯟꯅꯕꯒꯤ ꯈꯨꯗꯣꯜ ꯑꯃꯥ ꯍꯥꯏꯕꯁꯤ ꯄꯔꯁꯣꯅꯦꯂꯥꯏꯖ ꯇꯧꯔꯕ ꯀꯤꯄꯁꯦꯛ ꯑꯃꯥ ꯑꯣꯏꯕ ꯌꯥꯏ, ꯃꯗꯨꯗꯤ ꯄꯦꯟ ꯑꯃꯥ ꯅꯠꯠꯔꯒꯥ ꯇꯤꯝ ꯅꯠꯠꯔꯒꯥ ꯑꯣꯐꯤꯁꯀꯤ ꯐ꯭ꯔꯦꯝ ꯇꯧꯔꯕ ꯐꯣꯇꯣ ꯑꯃꯥ ꯑꯣꯏꯕ ꯌꯥꯏ꯫ ꯅꯍꯥꯛꯅ ꯊꯕꯛ ꯇꯧꯃꯤꯟꯅꯔꯤꯕꯁꯤꯡꯗꯒꯤ ꯂꯥꯛꯄ ꯄꯥꯎꯖꯦꯜꯁꯤꯡ ꯑꯃꯁꯨꯡ ꯀꯝꯄꯦꯅꯤ ꯑꯁꯤꯗ ꯃꯈꯣꯏꯅ ꯂꯩꯈꯤꯕ ꯃꯇꯝ ꯑꯗꯨꯒꯤ ꯅꯨꯡꯁꯤꯖꯔꯕꯥ ꯅꯤꯡꯁꯤꯡꯅꯤꯡꯉꯥꯏ ꯑꯣꯏꯕꯁꯤꯡꯅ ꯊꯜꯂꯕ ꯃꯦꯃꯣꯔꯤ ꯕꯨꯛ ꯑꯃꯁꯨ ꯄꯨꯟꯅ ꯊꯝꯕ ꯌꯥꯏ꯫ ꯑꯇꯣꯞꯄ ꯑꯣꯄꯁꯟ ꯑꯃꯗꯤ ꯃꯈꯣꯏꯒꯤ ꯃꯊꯪꯒꯤ ꯊꯕꯛꯇ ꯃꯇꯦꯡ ꯄꯥꯡꯒꯗꯕ ꯄꯣꯠꯁꯛ ꯑꯃꯥ, ꯍꯥꯏꯕꯗꯤ ꯀꯦꯔꯤꯌꯔ ꯗꯤꯚꯦꯂꯄꯃꯦꯟꯇꯒꯤ ꯃꯇꯥꯡꯗ ꯂꯥꯏꯔꯤꯛ ꯑꯃꯥ ꯅꯠꯠꯔꯒ ꯄ꯭ꯔꯣꯐꯦꯁꯅꯦꯜ ꯗꯤꯚꯦꯂꯄꯃꯦꯟꯇ ꯀꯣꯔꯁ ꯑꯃꯗ ꯒꯤꯐꯠ ꯀꯥꯔꯠ ꯑꯃꯥ ꯄꯤꯕ ꯍꯥꯏꯕꯁꯤꯅꯤ꯫ ꯋꯥꯈꯜ ꯈꯟꯅꯕ ꯑꯃꯁꯨꯡ ꯆꯠꯅꯕ ꯌꯥꯕ ꯈꯨꯗꯣꯜ ꯑꯃꯥ ꯑꯣꯏꯅ ꯇ꯭ꯔꯥꯟꯁꯤꯁꯒꯤ ꯃꯇꯝꯗ ꯃꯈꯣꯏꯕꯨ ꯅꯨꯡꯉꯥꯏꯅ ꯂꯩꯅꯕ ꯑꯃꯁꯨꯡ ꯋꯥꯈꯜ ꯋꯥꯕ ꯍꯟꯊꯍꯟꯅꯕꯗ ꯃꯇꯦꯡ ꯄꯥꯡꯅꯕ ꯕꯥꯊ ꯁꯣꯜꯇ, ꯀꯦꯟꯗꯜ, ꯑꯃꯁꯨꯡ ꯔꯤꯂꯦꯛꯁꯟ ꯑꯦꯗꯁꯤꯡꯒꯨꯝꯕꯥ ꯄꯣꯠꯂꯝꯁꯤꯡ ꯌꯥꯎꯕ ꯁꯦꯂꯐ-ꯀꯦꯌꯔ ꯄꯦꯀꯦꯖ ꯑꯃꯥ ꯑꯣꯏꯒꯅꯤ꯫ ꯃꯁꯤꯒꯤ ꯃꯊꯛꯇꯥ, ꯃꯈꯣꯌꯅꯥ ꯌꯥꯝꯅꯥ ꯄꯥꯝꯅꯕꯥ ꯁ꯭ꯅꯦꯀꯁꯤꯡ, ꯇ꯭ꯔꯤꯠꯁꯤꯡ ꯑꯃꯁꯨꯡ ꯊꯛꯅꯕꯁꯤꯡꯅ ꯊꯜꯂꯕꯥ ꯄꯔꯁꯣꯅꯦꯂꯥꯏꯖ ꯇꯧꯔꯕ ꯒꯤꯐꯠ ꯕꯥꯁ꯭ꯀꯦꯠ ꯑꯃꯁꯨ ꯋꯥꯈꯜ ꯈꯅꯕꯒꯤ ꯊꯧꯑꯣꯡ ꯑꯃꯥ ꯑꯣꯏꯒꯅꯤ꯫ ꯑꯔꯣꯏꯕꯗꯥ, ꯈ꯭ꯕꯥꯏꯗꯒꯤ ꯐꯕꯥ ꯈꯨꯗꯣꯜ ꯑꯗꯨ ꯃꯤꯑꯣꯏ ꯑꯗꯨꯒꯤ ꯏꯟꯇꯔꯦꯁ꯭ꯠ ꯑꯃꯁꯨꯡ ꯄꯔꯁꯣꯅꯦꯂꯤꯇꯤꯒꯤ ꯃꯈꯥ ꯄꯣꯜꯂꯤ, ꯃꯔꯝ ꯑꯗꯨꯅꯥ ꯃꯈꯣꯏꯒꯤꯗꯃꯛꯇꯥ ꯈ꯭ꯋꯥꯏꯗꯒꯤ ꯃꯔꯨꯑꯣꯏꯕ ꯀꯔꯤ ꯑꯣꯏꯒꯅꯤ ꯍꯥꯏꯕꯗꯨ ꯈꯟꯗꯨꯅ ꯃꯇꯝ ꯈꯔꯥ ꯂꯧꯕꯤꯌꯨ꯫